ꯔꯣꯜ-ꯄ꯭ꯂꯦꯌꯤꯡ ꯁꯤꯅꯥꯔꯤꯑꯣ ꯑꯃꯥ ꯁꯦꯃꯒꯠꯄꯥ꯫ ꯃꯦꯖꯤꯛ ꯑꯃꯁꯨꯡ ꯑꯦꯗꯚꯦꯟꯆꯔꯒꯤ ꯂꯝ ꯑꯃꯥ ꯑꯣꯏꯔꯤꯕꯥ ꯑꯦꯂꯣꯔꯤꯌꯥꯒꯤ ꯐꯦꯟꯁꯤꯇꯤ ꯋꯥꯔꯜꯗꯇꯥ ꯇꯔꯥꯝꯅꯥ ꯑꯣꯛꯆꯔꯤ꯫ ꯅꯍꯥꯛ ꯊꯧꯅꯥ ꯐꯕꯥ ꯑꯦꯗꯚꯦꯟꯆꯔ ꯑꯃꯅꯤ, ꯁꯛꯇꯤ ꯂꯩꯔꯕꯥ ꯑꯃꯁꯨꯡ ꯈꯨꯗꯣꯡꯊꯤꯅꯤꯡꯉꯥꯏ ꯑꯣꯏꯕꯥ ꯁꯣꯔꯁꯔ ꯑꯃꯗꯒꯤ ꯅꯤꯡꯊꯧ ꯂꯩꯕꯥꯛ ꯑꯁꯤ ꯀꯟꯅꯕꯥ ꯍꯣꯠꯅꯕꯗꯥ ꯆꯠꯂꯤ꯫ ꯁꯣꯔꯁꯔ ꯑꯗꯨꯅꯥ ꯁꯛꯇꯤ ꯂꯩꯔꯕꯥ ꯁꯥꯞ ꯑꯃꯥ ꯊꯥꯗꯣꯛꯈꯤꯕꯅ ꯃꯔꯝ ꯑꯣꯏꯗꯨꯅ ꯅꯤꯡꯊꯧ ꯂꯩꯕꯥꯛ ꯑꯁꯤ ꯈꯨꯗꯣꯡꯊꯤꯕꯥ ꯅꯪꯂꯤ, ꯃꯗꯨꯅ ꯃꯔꯝ ꯑꯣꯏꯗꯨꯅꯥ ꯃꯟꯁ꯭ꯇꯔꯁꯤꯡꯅ ꯅꯤꯡꯇꯝꯅ ꯆꯠꯊꯣꯛ-ꯆꯠꯁꯤꯟ ꯇꯧꯗꯨꯅ ꯃꯤꯌꯥꯝꯗꯥ ꯂꯥꯡꯇꯛꯅꯍꯜꯂꯤ꯫ ꯅꯈꯣꯏꯅ ꯅꯈꯣꯏꯒꯤ ꯍꯤꯔꯣꯁꯤꯡꯒꯤ ꯄꯥꯔꯇꯤꯒ ꯂꯣꯏꯅꯅꯥ ꯊꯋꯥꯏ ꯌꯥꯎꯕ ꯂꯝꯗꯝꯁꯤꯡꯗꯥ ꯆꯠꯀꯗꯕꯅꯤ, ꯑꯀꯟꯕ ꯁꯥ-ꯁꯟꯁꯤꯡꯒ ꯂꯥꯟꯊꯦꯡꯅꯒꯗꯕꯅꯤ ꯑꯃꯁꯨꯡ ꯁꯣꯔꯁꯔꯒꯤ ꯂꯝꯗꯝꯗ ꯌꯧꯔꯛꯅꯕ ꯑꯃꯁꯨꯡ ꯃꯍꯥꯛꯄꯨ ꯑꯃꯨꯛ ꯍꯟꯅꯥ ꯃꯥꯏꯊꯤꯕꯥ ꯄꯤꯅꯕ ꯋꯥꯈꯜ ꯋꯥꯕ ꯋꯥꯐꯝꯁꯤꯡ ꯁꯣꯜꯕ ꯇꯧꯒꯗꯕꯅꯤ꯫ ꯈꯣꯡꯆꯠ ꯑꯁꯤ ꯌꯥꯝꯅ ꯂꯥꯏꯕꯛ ꯐꯕꯅꯤ, ꯑꯗꯨꯕꯨ ꯅꯈꯣꯏꯗꯤ ꯋꯥꯔꯦꯞ ꯂꯧꯔꯦ ꯑꯃꯁꯨꯡ ꯍꯩꯊꯣꯏ-ꯁꯤꯡꯊꯣꯏꯔꯤ꯫ ꯅꯍꯥꯛꯅ ꯇꯝꯄꯥꯛ ꯑꯃꯁꯨꯡ ꯁꯤꯜ ꯂꯥꯡꯗꯨꯅ ꯂꯩꯔꯤ, ꯑꯃꯁꯨꯡ ꯅꯍꯥꯛꯀꯤ ꯈꯣꯡꯆꯠꯇꯥ ꯃꯇꯦꯡ ꯄꯥꯡꯒꯗꯕ ꯁꯛꯇꯤ ꯂꯩꯕ ꯃꯦꯖꯤꯛ ꯑꯦꯕꯤꯂꯤꯇꯤꯁꯤꯡ ꯂꯩ꯫ ꯅꯍꯥꯛꯀꯤ ꯄꯥꯔꯇꯤꯗ ꯂꯧꯁꯤꯡ ꯂꯩꯕ ꯋꯥꯏꯖꯥꯔꯗ ꯑꯃꯥ, ꯍꯩꯊꯣꯏ-ꯁꯤꯡꯊꯣꯏꯔꯕ ꯑꯥꯔꯆꯔ ꯑꯃꯥ ꯑꯃꯁꯨꯡ ꯊꯧꯅꯥ ꯐꯕꯥ ꯂꯥꯟꯃꯤ ꯑꯃꯥ ꯌꯥꯎꯔꯤ꯫ ꯅꯈꯣꯏꯅ ꯄꯨꯟꯅꯥ ꯅꯈꯣꯏꯒꯤ ꯄꯥꯡꯒꯜ ꯑꯃꯁꯨꯡ ꯂꯧꯁꯤꯡ ꯑꯗꯨ ꯁꯤꯖꯤꯟꯅꯗꯨꯅ ꯁꯣꯔꯁꯔ ꯑꯗꯨꯕꯨ ꯃꯥꯏꯊꯤꯕ ꯄꯤꯒꯗꯕꯅꯤ ꯑꯃꯁꯨꯡ ꯃꯍꯥꯛꯀꯤ ꯃꯤꯅꯤꯌꯟꯁꯤꯡꯒꯤ ꯂꯥꯟꯃꯤꯁꯤꯡꯕꯨ ꯃꯥꯏꯊꯤꯕ ꯄꯤꯒꯗꯕꯅꯤ꯫ ꯅꯤꯡꯊꯧ ꯂꯩꯕꯥꯛꯀꯤ ꯚꯥꯒ꯭ꯌ ꯑꯗꯨ ꯅꯈꯣꯏꯒꯤ ꯈꯨꯠꯇꯥ ꯂꯩꯔꯤ꯫ ꯑꯗꯣꯝꯅ ꯑꯦꯂꯣꯔꯤꯌꯥꯕꯨ ꯀꯟꯕꯤꯕꯥ ꯉꯝꯒꯗ꯭ꯔꯥ ꯑꯃꯁꯨꯡ ꯂꯝꯗꯝ ꯑꯁꯤꯗ ꯁꯥꯟꯇꯤ ꯑꯃꯨꯛ ꯍꯟꯅꯥ ꯄꯨꯔꯛꯄꯥ ꯉꯝꯒꯗ꯭ꯔꯥ? ꯃꯇꯝ ꯈꯛꯇꯅꯥ ꯇꯥꯛꯀꯅꯤ, ꯃꯔꯝꯗꯤ ꯑꯗꯣꯝꯅꯥ ꯏꯄꯤꯛ ꯑꯦꯗꯚꯦꯟꯆꯔ ꯑꯁꯤꯗꯥ ꯈꯣꯡꯗꯥꯔꯛꯄꯥ ꯃꯇꯝꯗꯥ꯫ ꯑꯦꯛꯇꯤꯕ ꯑꯃꯁꯨꯡ ꯄꯦꯁꯤꯐꯤꯛ ꯇ꯭ꯔꯥꯟꯁꯄꯣꯔꯇꯀꯤ ꯃꯔꯛꯇꯥ ꯂꯩꯔꯤꯕꯥ ꯈꯦꯠꯅꯕꯥ ꯑꯗꯨ ꯁꯟꯗꯣꯛꯅꯥ ꯇꯥꯛꯄꯤꯌꯨ꯫ ꯑꯦꯛꯇꯤꯕ ꯑꯃꯁꯨꯡ ꯄꯦꯁꯤꯕ ꯇ꯭ꯔꯥꯟꯁꯄꯣꯔꯠ ꯑꯁꯤ ꯁꯦꯜꯁꯤꯡꯅꯥ ꯃꯈꯣꯏꯒꯤ ꯁꯦꯜ ꯃꯦꯝꯕ꯭ꯔꯦꯟꯒꯤ ꯃꯅꯨꯡꯗ ꯄꯣꯠꯁꯛꯁꯤꯡ ꯄꯨꯊꯣꯛ ꯄꯨꯁꯤꯟ ꯇꯧꯕꯗ ꯁꯤꯖꯤꯟꯅꯕ ꯃꯦꯀꯥꯅꯤꯖꯝ ꯑꯅꯤꯅꯤ꯫ ꯃꯦꯊꯗ ꯑꯅꯤ ꯑꯁꯤꯒꯤ ꯃꯔꯛꯇꯥ ꯂꯩꯔꯤꯕꯥ ꯃꯔꯨꯑꯣꯏꯕ ꯈꯦꯠꯅꯕ ꯑꯁꯤ ꯃꯈꯣꯏꯒꯤ ꯊꯕꯛ ꯇꯧꯕꯒꯤ ꯃꯑꯣꯡ ꯑꯃꯁꯨꯡ ꯃꯈꯣꯏꯅꯥ ꯃꯊꯧ ꯇꯥꯕꯥ ꯏꯅꯔꯖꯤ ꯑꯗꯨꯅꯤ꯫ ꯄꯦꯁꯤꯐꯤꯛ ꯇ꯭ꯔꯥꯟꯁꯄꯣꯔꯠ ꯍꯥꯏꯕꯁꯤ ꯑꯦꯅꯔꯖꯤꯒꯤ ꯃꯊꯧ ꯇꯥꯗꯅ, ꯗꯤꯐ꯭ꯌꯨꯁꯟꯒꯤ ꯊꯧꯑꯣꯡꯒꯤ ꯈꯨꯠꯊꯥꯡꯗ ꯃꯦꯝꯕ꯭ꯔꯦꯟꯒꯤ ꯃꯅꯨꯡꯗ ꯄꯣꯠꯁꯛꯁꯤꯡꯕꯨ ꯆꯠꯊꯣꯛ-ꯆꯠꯁꯤꯟ ꯇꯧꯕꯅꯤ꯫ ꯊꯧꯑꯣꯡ ꯑꯁꯤꯗꯥ ꯃꯣꯂꯤꯀꯌꯨꯜꯁꯤꯡ ꯑꯁꯤ ꯍꯦꯟꯅ ꯀꯟꯁꯦꯟꯇꯔꯦꯁꯟ ꯂꯩꯕꯥ ꯃꯐꯝ ꯑꯃꯗꯒꯤ ꯍꯦꯟꯅꯥ ꯅꯦꯝꯕꯥ ꯀꯟꯁꯦꯟꯇꯔꯦꯁꯟ ꯂꯩꯕꯥ ꯃꯐꯝ ꯑꯃꯗꯥ ꯏꯛꯕꯤꯂꯤꯑꯦꯟꯁ ꯑꯃꯥ ꯌꯧꯗ꯭ꯔꯤꯐꯥꯎꯕꯥ ꯆꯠꯂꯤ꯫ ꯄꯦꯁꯤꯐꯤꯛ ꯇ꯭ꯔꯥꯟꯁꯄꯣꯔꯇꯀꯤ ꯑꯆꯧꯕꯥ ꯃꯈꯜ ꯑꯍꯨꯝ ꯂꯩ: ꯁꯤꯝꯄꯜ ꯗꯤꯐ꯭ꯌꯨꯁꯟ, ꯐꯦꯁꯤꯂꯤꯇꯦꯇꯦꯗ ꯗꯤꯐ꯭ꯌꯨꯁꯟ ꯑꯃꯁꯨꯡ ꯑꯣꯁ꯭ꯃꯣꯁꯤꯁ꯫ ꯑꯃꯔꯣꯝꯗ, ꯑꯦꯛꯇꯤꯕ ꯇ꯭ꯔꯥꯟꯁꯄꯣꯔꯠ ꯍꯥꯏꯕꯁꯤ ꯀꯟꯁꯦꯟꯇꯔꯦꯁꯟ ꯒ꯭ꯔꯦꯗꯤꯌꯦꯟꯇꯀꯤ ꯃꯥꯌꯣꯛꯇꯥ ꯃꯦꯝꯕ꯭ꯔꯦꯟꯒꯤ ꯃꯄꯥꯟꯗ ꯄꯣꯠꯁꯛꯁꯤꯡꯅꯥ ꯆꯠꯊꯣꯛ-ꯆꯠꯁꯤꯟ ꯇꯧꯕꯅꯤ, ꯃꯁꯤꯅꯥ ꯀꯟꯁꯦꯟꯇꯔꯦꯁꯟ ꯅꯦꯝꯕ ꯃꯐꯝ ꯑꯃꯗꯒꯤ ꯍꯦꯟꯅ ꯀꯟꯁꯦꯟꯇꯔꯦꯁꯟ ꯂꯩꯕꯥ ꯃꯐꯝ ꯑꯃꯗꯥ ꯆꯠꯊꯣꯛ-ꯆꯠꯁꯤꯟ ꯇꯧꯕꯅꯤ꯫ ꯃꯁꯤꯒꯤ ꯊꯧꯑꯣꯡ ꯑꯁꯤꯅꯥ ꯁꯦꯜ ꯑꯗꯨꯅꯥ ꯏꯅꯔꯖꯤ ꯁꯤꯖꯤꯟꯅꯕꯥ ꯃꯊꯧ ꯇꯥꯏ, ꯃꯍꯧꯁꯥꯅꯥ ꯑꯦꯗ‌ꯦꯅ‌ꯣꯁꯤꯟ ꯇꯔꯥꯏꯐ‌ꯣꯁꯐ‌ꯦꯠ ꯑꯦꯛꯇꯤꯕ ꯇ꯭ꯔꯥꯟꯁꯄꯣꯔꯠ ꯑꯁꯤ ꯄꯝꯞ ꯑꯣꯏꯅ ꯊꯕꯛ ꯇꯧꯕ ꯑꯀꯛꯅꯕ ꯄ꯭ꯔꯣꯇꯤꯟꯁꯤꯡꯅ ꯄꯥꯡꯊꯣꯛꯏ, ꯃꯈꯣꯏꯅ ꯃꯣꯂꯤꯀꯌꯨꯜꯁꯤꯡꯕꯨ ꯃꯤꯠꯀꯤ ꯃꯄꯥꯟꯗ ꯆꯠꯊꯣꯛ-ꯆꯠꯁꯤꯟ ꯇꯧꯏ꯫ ꯈꯪꯖꯤꯟꯒꯗꯕꯥ ꯑꯃꯅꯥ, ꯄꯦꯁꯤꯐꯤꯛ ꯇ꯭ꯔꯥꯟꯁꯄꯣꯔꯇꯇꯥ ꯄꯣꯠꯁꯛꯁꯤꯡ ꯑꯁꯤ ꯃꯈꯣꯏꯒꯤ ꯃꯍꯧꯁꯥꯒꯤ ꯀꯟꯁꯦꯟꯇꯔꯦꯁꯟ ꯒ꯭ꯔꯦꯗꯤꯌꯦꯟꯇꯇꯥ ꯆꯠꯊꯣꯛ-ꯆꯠꯁꯤꯟ ꯇꯧꯕꯅꯥ ꯃꯔꯝ ꯑꯣꯏꯗꯨꯅꯥ ꯏꯅꯔꯖꯤꯒꯤ ꯃꯊꯧ ꯇꯥꯗꯦ, ꯑꯗꯨꯒꯥ ꯑꯦꯛꯇꯤꯕ ꯇ꯭ꯔꯥꯟꯁꯄꯣꯔꯇꯅꯥ ꯁꯦꯜꯅꯥ ꯃꯈꯣꯏꯒꯤ ꯀꯟꯁꯦꯟꯇꯔꯦꯁꯟ ꯒ꯭ꯔꯦꯗꯤꯌꯦꯟꯇꯀꯤ ꯃꯥꯌꯣꯛꯇꯥ ꯄꯣꯠꯁꯛꯁꯤꯡ ꯆꯠꯊꯣꯛ-ꯆꯠꯁꯤꯟ ꯇꯧꯅꯕꯥ ꯏꯅꯔꯖꯤ ꯁꯤꯖꯤꯟꯅꯕ ꯃꯊꯧ ꯇꯥꯏ꯫ ꯃꯩ ꯁꯤꯖꯤꯟꯅꯕꯥ ꯈꯨꯠꯂꯥꯏ ꯑꯃꯒꯤ ꯈꯨꯗꯝ ꯑꯃꯥ ꯑꯩꯉꯣꯟꯗꯥ ꯄꯤꯌꯨ꯫ ꯏꯂꯦꯛꯇꯔꯤꯁꯤꯇꯤ ꯁꯤꯖꯤꯟꯅꯕ ꯗꯤꯚꯥꯏꯁ ꯑꯃꯒꯤ ꯈꯨꯗꯝ ꯑꯃꯗꯤ ꯁ꯭ꯃꯥꯔꯠꯐꯣꯟ ꯑꯁꯤꯅꯤ꯫ ꯃꯁꯤ ꯏꯟꯇꯔꯅꯦꯜ ꯔꯤꯆꯥꯔꯖ ꯇꯧꯕ ꯌꯥꯕꯥ ꯕꯦꯠꯇꯔꯤ ꯑꯃꯅ ꯃꯊꯧ ꯇꯧꯏ, ꯃꯁꯤ ꯏꯂꯦꯛꯇꯔꯤꯀꯦꯜ ꯑꯥꯎꯠꯂꯦꯠ ꯁꯤꯖꯤꯟꯅꯗꯨꯅ ꯆꯥꯔꯖ ꯇꯧꯏ꯫ ꯁ꯭ꯃꯥꯔꯠꯐꯣꯟ ꯑꯁꯤꯅꯥ ꯏꯂꯦꯛꯇꯔꯤꯀꯦꯜ ꯑꯦꯅꯔꯖꯤ ꯑꯁꯤ ꯑꯇꯣꯞꯄ ꯃꯈꯜꯒꯤ ꯑꯦꯅꯔꯖꯤꯗ ꯑꯣꯟꯊꯣꯛꯏ ꯃꯗꯨꯅ ꯐꯣꯟ ꯀꯣꯜ ꯇꯧꯕꯥ, ꯇꯦꯛꯁ ꯃꯦꯁꯦꯖ ꯊꯥꯕꯥ, ꯏꯟꯇꯔꯅꯦꯠ ꯁꯤꯖꯤꯟꯅꯕꯥ, ꯑꯃꯁꯨꯡ ꯑꯦꯄꯂꯤꯀꯦꯁꯟꯁꯤꯡ ꯆꯂꯥꯏꯕ ꯑꯁꯤꯅꯆꯤꯡꯕ ꯊꯕꯛꯁꯤꯡ ꯄꯥꯡꯊꯣꯛꯄꯥ ꯌꯥꯍꯜꯂꯤ꯫।